ꯇ‌ꯦꯂ‌ꯦꯚꯤꯖꯟꯗꯒꯤ ꯍꯧꯔꯒ ꯅꯍꯥꯛꯀꯤ ꯂꯦꯄꯇꯣꯞ, ꯇꯦꯕꯜ ꯅꯠꯇ꯭ꯔꯒ ꯁ꯭ꯃꯥꯔꯠꯐꯣꯟ ꯐꯥꯎꯕ ꯅꯍꯥꯛꯅ ꯄꯥꯝꯂꯤꯕ ꯁꯣ ꯅꯠꯇꯔꯒ ꯃꯨꯚꯤꯁꯤꯡ ꯌꯦꯡꯕ ꯌꯥꯒꯅꯤ꯫ ꯄꯔꯁꯣꯅꯦꯂꯥꯏꯖꯦꯁꯟ: ꯁ꯭ꯇꯔꯤꯃꯤꯡ ꯁꯔꯚꯤꯁꯁꯤꯡꯅ ꯅꯍꯥꯛꯀꯤ ꯌꯦꯡꯕꯒꯤ ꯍꯩꯅꯕꯤ ꯅꯠꯇ‌꯭ꯔꯒ ꯑꯄꯥꯝꯕꯁꯤꯡꯗ ꯌꯨꯝꯐꯝ ꯑꯣꯏꯕ ꯀꯟꯇꯦꯟ ꯔꯤꯀꯃꯦꯟ ꯇꯧꯅꯕ ꯑꯦꯜꯒꯣꯔꯤꯊꯝꯁꯤꯡ ꯁꯤꯖꯤꯟꯅꯩ꯫ ꯁ꯭ꯇꯔꯤꯃꯤꯡ ꯁꯔꯚꯤꯁꯁꯤꯡꯒꯤ ꯈꯨꯗꯣꯡꯆꯥꯗꯕꯁꯤꯡ: ꯏꯟꯇꯔꯅꯦꯠꯀꯤ ꯃꯈꯥ ꯄꯣꯟꯕ: ꯁ꯭ꯇꯔꯤꯃꯤꯡ ꯁꯔꯚꯤꯁꯁꯤꯡ ꯑꯁꯤ ꯑꯐꯕ ꯏꯟꯇꯔꯅꯦꯠ ꯀꯅꯦꯛꯁꯟ ꯑꯃꯗ ꯊꯥꯖꯕ ꯊꯝꯃꯤ, ꯃꯁꯤ ꯇꯥꯛꯄꯗꯤ ꯀꯔꯤꯒꯨꯝꯕ ꯅꯍꯥꯛꯀꯤ ꯀꯅꯦꯛꯁꯟ ꯑꯗꯨ ꯇꯞꯅ ꯇꯞꯅ ꯅꯠꯇ‌꯭ꯔꯒ ꯊꯥꯖꯗꯕ ꯑꯣꯏꯔꯕꯗꯤ, ꯅꯍꯥꯛꯅ ꯕꯐꯔ ꯅꯠꯇ꯭ꯔꯒ ꯂꯦꯡ-ꯑꯣꯠꯄꯒꯤ ꯊꯧꯑꯣꯡ ꯑꯃ ꯊꯦꯡꯅꯔꯛꯄ ꯌꯥꯏ꯫ ꯂꯤꯃꯤꯇꯦꯗ ꯀꯟꯇꯦꯟꯇ: ꯁ꯭ꯇꯔꯤꯃꯤꯡ ꯁꯔꯚꯤꯁ ꯈꯔꯗ ꯇ‌ꯦꯂ‌ꯦꯚꯤꯖꯟꯒꯤ ꯁꯣ ꯑꯃꯁꯨꯡ ꯃꯨꯚꯤꯁꯤꯡꯒꯤ ꯂꯤꯃꯤꯇꯦꯗ ꯈꯟꯕꯒꯤ ꯃꯑꯣꯡ ꯂꯩ, ꯑꯃꯁꯨꯡ ꯀꯟꯇꯦꯟ ꯄꯨꯝꯅꯃꯛ ꯂꯝꯗꯝ ꯈꯨꯗꯤꯡꯃꯛꯇ ꯐꯪꯗꯦ꯫ ꯑꯍꯦꯟꯕ ꯃꯃꯜꯁꯤꯡ: ꯀꯔꯤꯒꯨꯝꯕ ꯅꯍꯥꯛꯅ ꯌꯦꯡꯕ ꯄꯥꯝꯂꯤꯕ ꯀꯟꯇꯦꯟꯇ ꯄꯨꯝꯅꯃꯛ ꯑꯦꯛꯁꯦꯁ ꯇꯧꯕ ꯄꯥꯝꯂꯕꯗꯤ ꯃꯜꯇꯤꯄꯜ ꯁ꯭ꯇꯔꯤꯃꯤꯡ ꯁꯔꯚꯤꯁꯁꯤꯡꯒꯤ ꯇꯣꯉꯥꯟꯕ ꯁꯕꯁ꯭ꯀꯔꯤꯞꯁꯟꯁꯤꯡꯒꯤꯗꯃꯛ ꯁꯦꯜ ꯄꯤꯕ ꯃꯊꯧ ꯇꯥꯏ꯫ ꯗꯦꯇꯥ ꯀꯟꯖꯨꯝꯁꯟ: ꯑꯋꯥꯡꯕ ꯊꯥꯛꯀꯤ ꯚꯤꯗꯤꯑꯣ ꯁ꯭ꯇꯔꯤꯝ ꯇꯧꯕꯅ ꯗꯦꯇꯥꯒꯤ ꯃꯁꯤꯡ ꯌꯥꯝꯅ ꯁꯤꯖꯤꯟꯅꯕ ꯌꯥꯏ, ꯃꯁꯤꯅ ꯂꯤꯃꯤꯇꯦꯗ ꯗꯦꯇꯥ ꯄ꯭ꯂꯥꯟ ꯂꯩꯕ ꯃꯤꯑꯣꯏꯁꯤꯡꯒꯤꯗꯃꯛ ꯄ꯭ꯔꯣꯕ꯭ꯂꯦꯝ ꯑꯃ ꯑꯣꯏꯕ ꯌꯥꯏ꯫ ꯑꯦꯗꯚꯥꯔꯇꯥꯏꯖꯃꯦꯟꯠ: ꯁ꯭ꯇꯔꯤꯃꯤꯡ ꯁꯔꯚꯤꯁ ꯈꯔꯗꯥꯡ ꯀꯝꯃꯔꯁꯤꯑꯦꯜ ꯂꯩ, ꯃꯗꯨꯅ ꯌꯦꯡꯕꯒꯤ ꯑꯦꯛꯁꯄꯔꯤꯌꯦꯟꯁꯇ ꯑꯀꯥꯏꯕ ꯄꯤꯕꯥ ꯌꯥꯏ꯫ ꯔꯥꯖꯅꯤꯇꯤ ꯇꯧꯕ ꯃꯤꯑꯣꯏ ꯑꯃꯒꯤ ꯃꯃꯤꯡ ꯄꯤꯔꯒ, ꯔꯥꯖꯅꯤꯇꯤ ꯇꯧꯕ ꯃꯤꯑꯣꯏ ꯑꯗꯨꯒꯤ ꯄꯣꯂꯤꯁꯤꯒꯤ ꯄꯥꯟꯗꯝꯁꯤꯡꯒꯤ ꯃꯇꯥꯡꯗ ꯑꯀꯨꯞꯄ ꯃꯔꯣꯜ ꯄꯤꯌꯨ꯫ ꯗꯣꯅꯥꯜꯗ ꯇ꯭ꯔꯝꯞꯅꯥ ꯏꯪ ꯂꯤꯁꯤꯡ ꯑꯅꯤꯒꯤ ꯇꯔꯥꯇꯔ‌ꯦꯠꯒꯤ ꯐꯥꯎꯕ ꯑꯃꯦꯔꯤꯀꯥꯒꯤ ꯅꯤꯐꯨꯃꯉꯥ ꯁꯨꯕ ꯔꯥꯁ꯭ꯇꯔꯄꯇꯤ ꯑꯣꯏꯅ ꯊꯕꯛ ꯇꯧꯈꯤ꯫ ꯃꯍꯥꯛꯀꯤ ꯃꯇꯝ ꯑꯁꯤꯗ ꯇ꯭ꯔꯝꯞꯀꯤ ꯄꯣꯂꯤꯁꯤꯒꯤ ꯄꯥꯟꯗꯝꯁꯤꯡ ꯑꯁꯤ ꯑꯌꯥꯝꯕꯅ ꯑꯃꯦꯔꯤꯀꯥ ꯐꯥꯔꯁ꯭ꯠ ꯑꯦꯖꯦꯟꯗꯥ ꯑꯃ ꯏꯝꯄ꯭ꯂꯤꯃꯦꯟ ꯇꯧꯕꯗ ꯃꯤꯠꯌꯦꯡ ꯊꯝꯈꯤ꯫ ꯏꯀꯣꯅꯣꯃꯤꯛ: ꯗꯣꯃꯦꯁ꯭ꯇꯤꯛ ꯏꯀꯣꯅꯣꯃꯤꯛ ꯄꯣꯂꯤꯁꯤꯒꯤ ꯃꯇꯥꯡꯗ ꯇ꯭ꯔꯝꯞꯅ ꯇꯦꯛꯁ ꯍꯟꯊꯍꯟꯅꯕ ꯑꯃꯁꯨꯡ ꯔꯦꯒꯨꯂꯦꯁꯟꯁꯤꯡ ꯔꯣꯜ ꯕꯦꯛ ꯇꯧꯅꯕ ꯍꯣꯠꯅꯈꯤ, ꯃꯁꯤꯅ ꯏꯀꯣꯅꯣꯃꯤꯛ ꯒ꯭ꯔꯣꯠ ꯍꯦꯟꯒꯠꯍꯟꯅꯕ, ꯊꯕꯛ ꯄꯤꯕ ꯍꯦꯟꯒꯠꯍꯟꯅꯕ ꯑꯃꯁꯨꯡ ꯊꯕꯛ ꯐꯪꯗꯕ ꯍꯟꯊꯍꯟꯅꯕ ꯍꯣꯠꯅꯈꯤ꯫ ꯃꯍꯥꯛꯅ ꯅꯣꯔꯠ ꯑꯃꯦꯔꯤꯀꯥꯒꯤ ꯃꯦꯟꯌꯨꯐꯦꯀꯆꯔꯁꯤꯡ ꯑꯃꯁꯨꯡ ꯄꯣꯠꯊꯣꯛꯁꯤꯡ ꯄ꯭ꯔꯃꯣꯠ ꯇꯧꯅꯕ ꯃꯦꯗ ꯏꯟ ꯑꯃꯦꯔꯤꯀꯥ ꯋꯤꯛ ꯒꯨꯝ ꯒꯨꯝꯕ ꯀꯦꯝꯄꯦꯅꯁꯤꯡꯒ ꯂꯣꯏꯅꯅ ꯄ꯭ꯔꯣꯄꯥꯛ ꯇꯧꯈꯤ꯫ ꯏꯃꯤꯒ꯭ꯔꯦꯁꯟ: ꯏꯃꯤꯒ꯭ꯔꯦꯁꯟꯒꯤ ꯃꯇꯥꯡꯗ ꯇ꯭ꯔꯝꯞꯅ ꯑꯊꯤꯡꯕ ꯊꯝꯂꯤꯕ ꯊꯧꯑꯣꯡ ꯑꯃ ꯂꯧꯈꯠꯈꯤ, ꯉꯝꯈꯩꯒꯤ ꯁꯦꯀ꯭ꯌꯨꯔꯤꯇꯤ ꯍꯦꯟꯒꯠꯍꯟꯅꯕ, ꯌꯨꯅꯥꯏꯇꯦꯗ ꯁ꯭ꯇꯦꯇꯁ ꯑꯃꯁꯨꯡ ꯃꯦꯛꯁꯤꯀꯣꯒꯤ ꯃꯔꯛꯇ ꯉꯝꯈꯩꯒꯤ ꯋꯥꯜ ꯑꯃ ꯁꯥꯅꯕ, ꯑꯃꯁꯨꯡ ꯗꯣꯀꯨꯃꯦꯟ ꯂꯩꯇꯕ ꯏꯃꯤꯒ꯭ꯔꯦꯟꯠꯁꯤꯡꯕꯨ ꯂꯝꯗꯝ ꯑꯁꯤꯗꯒꯤ ꯇꯥꯟꯊꯣꯛꯄ ꯌꯥꯎꯅ ꯏꯃꯤꯒ꯭ꯔꯦꯁꯟꯒꯤ ꯑꯥꯏꯟꯁꯤꯡ ꯍꯦꯟꯅ ꯀꯟꯅ ꯆꯠꯅꯍꯟꯕ ꯍꯥꯏꯈꯤ꯫ ꯂꯂꯣꯟ-ꯏꯇꯤꯛ: ꯇ꯭ꯔꯝꯞꯅ ꯂꯂꯣꯟ-ꯏꯇꯤꯛꯀꯤ ꯑꯋꯥꯠꯄꯥ ꯍꯟꯊꯍꯟꯕ, ꯑꯃꯦꯔꯤꯀꯥꯒꯤ ꯏꯟꯗꯁ꯭ꯇꯔꯤꯁꯤꯡ ꯉꯥꯛꯊꯣꯛꯄ ꯑꯃꯁꯨꯡ ꯑꯆꯨꯝꯕ ꯂꯂꯣꯟ-ꯏꯇꯤꯛ ꯌꯣꯛꯈꯠꯅꯕ ꯄꯥꯟꯗꯝ ꯊꯝꯂꯤꯕ ꯑꯦꯒ꯭ꯔꯦꯁꯤꯕ ꯇ꯭ꯔꯦꯗ ꯄꯣꯂꯤꯁꯤ ꯑꯃꯥ ꯆꯠꯅꯈꯤ꯫